ꯊꯕꯛ ꯑꯃꯒꯤꯗꯃꯛ ꯕꯤꯖꯤꯅꯦ ꯆꯤꯊꯤ ꯑꯃꯥ ꯀꯔꯝꯅꯥ ꯏꯒꯗꯒꯦ ꯍꯥꯌꯕꯗꯨ ꯈꯪꯖꯤꯟꯅꯧ꯫ ꯊꯕꯛ ꯑꯃꯒꯤꯗꯃꯛ ꯀꯔꯕꯥꯔꯈꯤ ꯆꯤꯊꯤ ꯑꯃꯥ ꯏꯕꯗꯥ ꯃꯔꯨꯑꯣꯏꯕꯥ ꯈꯣꯡꯊꯥꯡ ꯀꯌꯥ ꯌꯥꯎꯏ: ꯀꯝꯄꯅꯤ ꯑꯗꯨꯗꯥ ꯔꯤꯁꯔꯆ ꯇꯧꯕ :ꯆꯤꯊꯤ ꯑꯗꯨ ꯏꯗ꯭ꯔꯤꯉꯩꯒꯤ ꯃꯃꯥꯡꯗꯥ, ꯃꯈꯣꯏꯒꯤ ꯗꯔꯀꯥꯔ ꯑꯣꯏꯕꯁꯤꯡ ꯑꯃꯁꯨꯡ ꯀꯜꯆꯔ ꯑꯗꯨ ꯈꯪꯗꯣꯛꯅꯕꯥ ꯀꯝꯄꯅꯤ ꯑꯗꯨꯗꯥ ꯔꯤꯁꯔꯆ ꯇꯧꯕꯥ ꯍꯥꯏꯕꯁꯤ ꯌꯥꯝꯅꯥ ꯃꯔꯨꯑꯣꯏ꯫ ꯃꯁꯤꯅꯥ ꯅꯍꯥꯛꯀꯤ ꯆꯤꯊꯤ ꯑꯗꯨ ꯑꯀꯛꯅꯕꯥ ꯊꯕꯛ ꯑꯃꯁꯨꯡ ꯀꯝꯄꯅꯤ ꯑꯗꯨꯒꯤ ꯆꯨꯁꯤꯟꯅꯍꯟꯕꯗꯥ ꯃꯇꯦꯡ ꯄꯥꯡꯒꯅꯤ꯫ ꯂꯧꯔꯤꯕꯥ ꯃꯤꯑꯣꯏ ꯑꯗꯨꯗꯥ ꯑꯦꯗ꯭ꯔꯦꯁ ꯇꯧꯕꯥ: ꯀꯔꯤꯒꯨꯝꯕꯥ ꯌꯥꯕꯥ ꯇꯥꯔꯕꯗꯤ, ꯆꯤꯊꯤ ꯑꯗꯨ ꯑꯀꯛꯅꯕꯥ ꯃꯤꯑꯣꯏ ꯑꯃꯗꯥ ꯑꯦꯗ꯭ꯔꯦꯁ ꯇꯧꯕꯥ ꯌꯥꯏ꯫ ꯀꯔꯤꯒꯨꯝꯕꯥ ꯅꯍꯥꯛꯅꯥ ꯍꯥꯏꯔꯤꯡ ꯃꯦꯅꯦꯖꯔꯒꯤ ꯃꯃꯤꯡ ꯊꯤꯕꯥ ꯉꯃꯗ꯭ꯔꯕꯗꯤ, ꯆꯤꯊꯤ ꯑꯗꯨ ꯗꯤꯄꯥꯔꯇꯃꯦꯟꯇꯇꯥ ꯑꯦꯗ꯭ꯔꯦꯁ ꯇꯧꯕ ꯅꯠꯠꯔꯒꯥ "ꯗꯤꯌꯔ ꯍꯥꯏꯔꯤꯡ ꯃꯦꯅꯦꯖꯔ"ꯒꯨꯝꯕꯥ ꯃꯌꯥꯝꯅ ꯆꯠꯅꯕ ꯁꯦꯂꯨꯇꯦꯁꯟ ꯑꯃꯥ ꯁꯤꯖꯤꯟꯅꯧ꯫ ꯅꯍꯥꯛꯀꯤ ꯅꯁꯥꯕꯨ ꯃꯁꯛ ꯈꯪꯗꯣꯛꯎ: ꯅꯍꯥꯛꯀꯤ ꯆꯤꯊꯤ ꯑꯗꯨ ꯅꯍꯥꯛꯀꯤ ꯅꯁꯥꯕꯨ ꯈꯪꯍꯟꯗꯨꯅꯥ ꯑꯃꯁꯨꯡ ꯊꯕꯛ ꯑꯗꯨꯗꯥ ꯅꯍꯥꯛꯀꯤ ꯄꯨꯛꯅꯤꯡ ꯆꯪꯕꯥ ꯑꯗꯨ ꯐꯣꯡꯗꯣꯛꯇꯨꯅꯥ ꯍꯧꯒꯗꯕꯅꯤ꯫ ꯀꯔꯤꯒꯨꯝꯕꯥ ꯑꯦꯞꯂꯤꯀꯦꯕꯜ ꯑꯣꯏꯔꯕꯗꯤ, ꯃ꯭ꯌꯨꯆꯨꯑꯦꯜ ꯀꯅꯦꯛꯁꯟ ꯅꯠꯠꯔꯒꯥ ꯔꯤꯐꯔꯦꯜ ꯑꯃꯍꯦꯇ ꯄꯅꯕꯤꯌꯨ꯫ ꯅꯍꯥꯛꯀꯤ ꯍꯩꯁꯤꯡꯕꯥ ꯑꯃꯁꯨꯡ ꯑꯦꯛꯁꯄꯔꯤꯌꯦꯟꯁꯁꯤꯡ ꯑꯗꯨ ꯐꯣꯡꯗꯣꯀꯄꯤꯌꯨ: ꯆꯤꯊꯤ ꯑꯗꯨꯒꯤ ꯍꯀꯆꯥꯡꯗꯥ, ꯅꯍꯥꯛꯀꯤ ꯍꯩꯁꯤꯡꯕꯥ ꯑꯃꯁꯨꯡ ꯑꯦꯛꯁꯄꯔꯤꯌꯦꯟꯁꯁꯤꯡꯅꯥ ꯅꯍꯥꯀꯄꯨ ꯀꯔꯝꯅꯥ ꯊꯕꯛ ꯑꯗꯨꯒꯤꯗꯃꯛ ꯑꯐꯕꯥ ꯑꯃꯁꯨꯡ ꯐꯤꯠ ꯑꯣꯏꯍꯅꯕꯒꯦ ꯍꯥꯌꯕꯗꯨ ꯐꯣꯡꯗꯣꯀꯄꯤꯌꯨ꯫ ꯑꯀꯛꯅꯕꯥ ꯈꯨꯗꯃꯁꯤꯡ ꯄꯤꯌꯨ ꯑꯃꯁꯨꯡ ꯖꯣꯕ ꯄꯣꯁ꯭ꯇꯤꯡꯗꯥ ꯄꯅꯈ꯭ꯔꯤꯕꯥ ꯃꯊꯧ ꯇꯥꯕꯁꯤꯡꯗꯥ ꯃꯤꯠꯌꯦꯡ ꯊꯝꯃꯨ꯫ ꯀꯝꯄꯅꯤ ꯑꯗꯨꯗꯥ ꯅꯍꯥꯛꯀꯤ ꯄꯨꯛꯅꯤꯡ ꯆꯪꯕꯥ ꯎꯠꯄꯥ: ꯀꯔꯤꯒꯤꯗꯃꯛꯇꯥ ꯅꯍꯥꯛꯅꯥ ꯀꯝꯄꯅꯤ ꯑꯁꯤꯒꯤꯗꯃꯛꯇꯥ ꯑꯀꯛꯅꯅꯥ ꯊꯕꯛ ꯇꯧꯕꯥ ꯄꯥꯝꯂꯤꯕꯅꯣ ꯍꯥꯌꯕꯗꯨ ꯁꯟꯗꯣꯛꯅꯥ ꯇꯥꯀꯄꯤꯌꯨ꯫ ꯃꯁꯤꯅꯥ ꯅꯍꯥꯛꯅꯥ ꯅꯍꯥꯛꯀꯤ ꯔꯤꯁꯔꯆ ꯇꯧꯔꯦ ꯑꯃꯁꯨꯡ ꯄꯣꯖꯤꯁꯟ ꯑꯗꯨꯗꯥ ꯇꯁꯦꯡꯅꯥ ꯄꯨꯛꯅꯤꯡ ꯆꯪꯂꯦ ꯍꯥꯌꯕꯥ ꯎꯠꯂꯤ꯫ ꯊꯣꯏꯗꯣꯛ ꯍꯦꯟꯗꯣꯀꯄꯥ ꯑꯣꯏꯅꯥ ꯑꯃꯁꯨꯡ ꯄ꯭ꯔꯣꯐꯦꯁ꯭ꯅꯦꯜ ꯑꯣꯏꯅꯥ ꯊꯝꯃꯨ: ꯆꯤꯊꯤ ꯑꯗꯨ ꯊꯣꯏꯗꯣꯛ ꯍꯦꯟꯗꯣꯀꯄꯥ ꯑꯣꯏꯒꯗꯕꯅꯤ, ꯄꯦꯖ ꯑꯃꯗꯒꯤ ꯍꯦꯟꯅꯥ ꯑꯣꯏꯔꯣꯏꯗꯕꯅꯤ ꯑꯃꯁꯨꯡ ꯄ꯭ꯔꯣꯐꯦꯁ꯭ꯅꯦꯜ ꯑꯣꯏꯕꯥ ꯃꯑꯣꯡꯗꯥ ꯏꯒꯗꯕꯅꯤ꯫ ꯁ꯭ꯂꯦꯡ ꯅꯠꯇ꯭ꯔꯒꯥ ꯏꯅꯐꯣꯔꯃꯦꯜ ꯑꯣꯏꯕꯥ ꯂꯣꯜ ꯁꯤꯖꯤꯟꯅꯔꯣꯏꯗꯕꯅꯤ꯫ ꯊꯕꯛ ꯇꯧꯅꯕꯒꯤꯗꯃꯛ ꯀꯧꯔꯛꯅꯕ ꯃꯑꯣꯡꯗ ꯂꯣꯏꯁꯤꯅꯕꯤꯌꯨ: ꯆꯤꯊꯤ ꯑꯗꯨ ꯂꯧꯁꯤꯜꯂꯤꯕꯥ ꯃꯤꯑꯣꯏ ꯑꯗꯨꯕꯨ ꯃꯈꯣꯌꯅꯥ ꯈꯟꯅꯕꯒꯤꯗꯃꯛ ꯊꯥꯒꯠꯄꯥ ꯐꯣꯡꯗꯣꯛꯇꯨꯅꯥ ꯑꯃꯁꯨꯡ ꯅꯍꯥꯛꯀꯤ ꯀ꯭ꯋꯥꯂꯤꯐꯤꯀꯦꯁꯅꯁꯤꯡꯒꯤ ꯃꯇꯥꯡꯗꯥ ꯃꯈꯥ ꯇꯥꯅꯥ ꯈꯟꯅꯕꯒꯤ ꯈꯨꯗꯣꯡꯆꯥꯕꯥ ꯑꯃꯥ ꯐꯪꯕꯒꯤ ꯑꯄꯥꯝꯕꯥ ꯑꯗꯨ ꯐꯣꯡꯗꯣꯛꯇꯨꯅꯥ ꯂꯣꯏꯁꯤꯅꯕꯤꯌꯨ꯫ ꯅꯍꯥꯛꯀꯤ ꯀꯟꯇꯦꯛꯇ ꯏꯟꯐꯣꯔꯃꯦꯁꯟ ꯑꯗꯨ ꯌꯥꯎꯍꯅꯕꯤꯌꯨ ꯑꯃꯁꯨꯡ ꯃꯈꯣꯌꯕꯨ ꯅꯍꯥꯛꯀꯥ ꯄꯥꯎ ꯐꯥꯎꯅꯅꯕꯥ ꯍꯥꯏꯕꯤꯌꯨ꯫ ꯑꯄꯨꯟꯕꯥ ꯑꯣꯏꯅꯥ, ꯊꯕꯛ ꯑꯃꯒꯤꯗꯃꯛ ꯕꯤꯖꯤꯅꯦꯁꯀꯤ ꯆꯤꯊꯤ ꯑꯃꯥ ꯌꯥꯝꯅꯥ ꯔꯤꯁꯔꯆ ꯇꯧꯔꯕꯥ ꯑꯃꯁꯨꯡ ꯋꯥꯈꯜ ꯈꯟꯗꯨꯅꯥ ꯏꯕꯥ ꯑꯣꯏꯒꯗꯕꯅꯤ, ꯅꯍꯥꯛꯀꯤ ꯍꯩꯁꯤꯡꯕꯥ ꯑꯃꯁꯨꯡ ꯑꯦꯛꯁꯄ꯭ꯔꯤꯌꯦꯟꯁꯁꯤꯡ ꯑꯗꯨ ꯐꯣꯡꯗꯣꯛꯀꯗꯕꯅꯤ ꯑꯃꯁꯨꯡ ꯀꯝꯄꯦꯅꯤ ꯑꯃꯁꯨꯡ ꯄꯣꯖꯤꯁꯟ ꯑꯗꯨꯗꯥ ꯅꯍꯥꯛꯀꯤ ꯄꯨꯛꯅꯤꯡ ꯆꯪꯕꯥ ꯑꯗꯨ ꯐꯣꯡꯗꯣꯛꯀꯗꯕꯅꯤ꯫